ꯁ꯭ꯇꯣꯔ ꯑꯃꯒꯤ ꯌꯣꯟꯕꯒꯤ ꯆꯥꯡ ꯍꯦꯟꯒꯠꯍꯟꯅꯕꯒꯤ ꯄꯥꯝꯕꯩ ꯑꯃ ꯄꯤꯌꯨ꯫ ꯁ꯭ꯇꯣꯔ ꯑꯃꯒꯤ ꯌꯣꯟꯅꯕ ꯍꯦꯅꯒꯠꯍꯟꯅꯕꯒꯤ ꯄꯥꯝꯕꯩ ꯑꯃꯗꯤ ꯑꯆꯦꯠꯄ ꯃꯥꯔꯀꯦꯇꯤꯡ ꯁ꯭ꯇꯔꯦꯇꯦꯖꯤ ꯑꯃ ꯏꯃꯞꯂꯤꯃꯦꯟꯇ ꯇꯧꯕꯅꯤ꯫ ꯃꯁꯤꯗ ꯁꯣꯁꯤꯑꯦꯜ ꯃꯦꯗꯤꯌꯥ ꯄ꯭ꯂꯦꯠꯐꯣꯔꯝꯁꯤꯡꯒꯤ ꯈꯨꯠꯊꯥꯡꯗ ꯅꯍꯥꯛꯀꯤ ꯄꯣꯠꯊꯣꯛꯁꯤꯡ ꯄ꯭ꯔꯃꯣꯠ ꯇꯧꯕ, ꯏꯃꯦꯜ ꯃꯥꯔꯀꯦꯇꯤꯡ, ꯑꯃꯁꯨꯡ ꯁꯔꯆ ꯏꯟꯖꯤꯟ ꯑꯣꯞꯇꯤꯃꯥꯏꯖꯦꯁꯟ ꯌꯥꯎꯕ ꯌꯥꯏ꯫ ꯑꯇꯣꯞꯄ ꯁ꯭ꯇꯔꯦꯇꯦꯖꯤ ꯑꯃꯗꯤ ꯑꯅꯧꯕ ꯀꯁ꯭ꯇꯃꯔꯁꯤꯡ ꯄꯨꯛꯅꯤꯡ ꯆꯤꯡꯁꯤꯟꯅꯕ ꯑꯃꯁꯨꯡ ꯍꯟꯖꯤꯟ ꯍꯟꯖꯤꯟ ꯀꯁ꯭ꯇꯃꯔꯁꯤꯡ ꯊꯝꯅꯕ ꯑꯈꯟꯅꯕ ꯗꯤꯁꯀꯥꯎꯟꯇꯁꯤꯡ, ꯄ꯭ꯔꯣꯃꯣꯁꯟꯁꯤꯡ ꯅꯠꯇ꯭ꯔꯒ ꯂꯣꯏꯅꯕ ꯄ꯭ꯔꯣꯒ꯭ꯔꯥꯝꯁꯤꯡ ꯄꯤꯕꯅꯤ꯫ ꯃꯁꯤꯒꯤ ꯃꯊꯛꯇ ꯍꯥꯏ ꯗꯤꯃꯥꯟꯗ ꯄ꯭ꯔꯗꯛꯁꯤꯡ ꯈꯪꯗꯣꯛꯄ ꯑꯃꯁꯨꯡ ꯃꯤꯠꯌꯦꯡ ꯆꯪꯕ ꯑꯃꯁꯨꯡ ꯃꯈꯣꯏꯁꯤꯡ ꯑꯁꯤ ꯃꯇꯝ ꯄꯨꯝꯅꯃꯛꯇ ꯁ꯭ꯇꯣꯛꯇ ꯂꯩꯕ ꯑꯃꯁꯨꯡ ꯐꯖꯅ ꯁꯤꯖꯤꯟꯅꯕ ꯌꯥꯕ ꯁꯣꯏꯗꯅ ꯑꯣꯏꯍꯟꯕꯅ ꯌꯣꯟꯕ ꯍꯦꯟꯒꯠꯍꯟꯕ ꯉꯝꯒꯅꯤ꯫ ꯑꯔꯣꯏꯕꯗ ꯑꯐꯕ ꯀꯁ꯭ꯇꯃꯔ ꯁꯔꯕꯤꯁ ꯄꯤꯕꯅ ꯄꯣꯖꯤꯇꯤꯕ ꯑꯣꯏꯕ ꯋꯥꯍꯩ ꯑꯃꯁꯨꯡ ꯀꯁ꯭ꯇꯃꯔ ꯔꯤꯛꯃꯦꯟꯗꯦꯁꯟꯁꯤꯡꯒꯤ ꯈꯨꯠꯊꯥꯡꯗ ꯌꯣꯟꯕ ꯍꯦꯟꯒꯠꯍꯟꯕꯁꯨ ꯌꯥꯏ꯫ ꯃꯤꯂꯤꯅꯤꯑꯦꯜ ꯁꯣꯄꯥꯔꯁꯤꯡꯅꯥ ꯀꯝꯄꯤꯇꯤꯇꯔꯁꯤꯡꯗꯒꯤ ꯍꯦꯟꯅ ꯏꯊꯤꯀꯦꯜ ꯕ꯭ꯔꯥꯟꯗꯁꯤꯡꯕꯨ ꯍꯦꯟꯅ ꯄꯥꯝꯅꯔꯛꯂꯤ꯫ ꯕꯤꯖꯤꯅꯦꯁꯁꯤꯡꯅ ꯃꯈꯣꯏꯒꯤ ꯄ꯭ꯔꯦꯛꯇꯤꯁꯁꯤꯡ ꯍꯦꯟꯅ ꯇꯨꯡ ꯀꯣꯏꯅ ꯆꯠꯀꯗꯕ ꯑꯃꯁꯨꯡ ꯏꯊꯤꯜ ꯄꯤꯕ ꯉꯝꯅꯕ ꯇꯦꯛꯅꯣꯂꯣꯖꯤꯗ ꯁꯦꯜ ꯊꯥꯗꯗꯨꯅ ꯑꯦꯗꯥꯞꯇꯦꯠ ꯇꯧꯔꯤ꯫ ꯃꯔꯝ ꯑꯗꯨꯅ ꯍꯧꯖꯤꯛꯇꯤ ꯁꯁ꯭ꯇꯦꯅꯦꯕꯤꯂꯤꯇꯤ ꯑꯁꯤ ꯃꯥꯔꯀꯦꯇꯤꯡ ꯃꯤꯛꯁꯇ ꯃꯔꯨꯑꯣꯏꯕ ꯐꯦꯛꯇꯔ ꯑꯃ ꯑꯣꯏꯔꯦ꯫ ꯃꯤꯔꯣꯜ ꯀꯌꯥꯒꯤ ꯗꯣꯀꯔꯁꯤꯡꯅ ꯀꯝꯄꯤꯇꯤꯇꯔꯁꯤꯡꯗꯒꯤ ꯍꯦꯟꯅ ꯏꯊꯤꯀꯦꯜ ꯕ꯭ꯔꯥꯟꯗꯁꯤꯡꯕꯨ ꯍꯦꯟꯅꯥ ꯄꯥꯝꯅꯔꯛꯂꯤ꯫ ꯃꯈꯥꯗ ꯄꯤꯔꯤꯕ ꯑꯣꯔꯒꯥꯅꯤꯖꯝꯁꯤꯡ ꯑꯁꯤ ꯄ꯭ꯔꯗ꯭ꯌꯨꯁꯔꯁꯤꯡ, ꯀꯟꯖ꯭ꯌꯨꯃꯔꯁꯤꯡ ꯅꯠꯇ꯭ꯔꯒ ꯗꯤꯀꯃꯄꯣꯖꯔꯁꯤꯡ ꯑꯣꯏꯅ ꯀꯦꯇꯦꯒꯣꯔꯤ ꯈꯥꯏꯗꯣꯛꯄ꯫ ꯕꯦꯛꯇꯦꯔꯤꯌꯥ, ꯃꯍꯩ-ꯃꯔꯣꯡ, ꯐꯣꯛꯁ꯫ ꯕꯦꯛꯇꯦꯔꯤꯌꯥ: ꯗꯤꯀꯝꯄꯣꯖꯔ ꯒ꯭ꯔꯦꯁ: ꯄ꯭ꯔꯗ꯭ꯌꯨꯁꯔ ꯐꯣꯛꯁ: ꯀꯟꯖꯨꯃꯔ꯫ ꯃꯈꯥꯗ ꯄꯤꯔꯤꯕ ꯄꯣꯠꯁꯛꯁꯤꯡ ꯑꯁꯤꯒ ꯂꯣꯏꯅꯅ ꯁꯦꯟꯗꯋꯤꯁ ꯑꯃ ꯁꯦꯝꯃꯨ: ꯃꯅꯥ-ꯃꯁꯤꯡ, ꯆꯦꯡ, ꯑꯃꯁꯨꯡ ꯂꯦꯇꯆ꯫ ꯃꯅꯥ-ꯃꯁꯤꯡ, ꯆꯦꯡ ꯑꯃꯁꯨꯡ ꯂꯦꯇꯆꯒ ꯂꯣꯏꯅꯅ ꯁꯦꯟꯗꯋꯤꯁ ꯑꯃ ꯁꯦꯝꯅꯕꯒꯤꯗꯃꯛ ꯃꯈꯥꯗꯥ ꯄꯤꯔꯤꯕ ꯈꯣꯡꯊꯥꯡꯁꯤꯡ ꯑꯁꯤ ꯃꯈꯥꯗ ꯄꯤꯔꯤ: ꯅꯍꯥꯛꯀꯤ ꯄꯣꯠꯁꯛ ꯄꯨꯝꯅꯃꯛ ꯈꯣꯝꯖꯤꯜꯂꯨ: ꯅꯍꯥꯛꯅ ꯕ꯭ꯔꯦꯗ, ꯃꯅꯥ-ꯃꯁꯤꯡ, ꯆꯦꯡ, ꯑꯃꯁꯨꯡ ꯂꯦꯇꯆ ꯃꯊꯧ ꯇꯥꯏ꯫ ꯁ꯭ꯂꯥꯏꯁ ꯇꯧꯔꯕ ꯗꯦꯂꯤ ꯃꯤꯠ, ꯇꯣꯃꯦꯇꯣ ꯅꯠꯇ꯭꯭ꯔꯒ ꯃꯦꯌꯣꯒꯨꯝꯕ ꯑꯣꯄꯁꯅꯦꯜ ꯑꯦꯗꯤꯁꯟꯁꯤꯡ ꯍꯥꯄꯆꯤꯟꯕ ꯌꯥꯏ꯫ ꯕ꯭ꯔꯦꯗ ꯁꯦꯝ-ꯁꯥꯕ: ꯕ꯭ꯔꯦꯗ ꯁ꯭ꯂꯥꯏꯁ ꯑꯅꯤ ꯂꯧꯗꯨꯅ ꯃꯈꯣꯏꯗꯨ ꯅꯥꯀꯜ ꯑꯃꯗ ꯊꯝꯃꯨ꯫ ꯀꯔꯤꯒꯨꯝꯕ ꯅꯍꯥꯛꯅ ꯇꯣꯁ꯭ꯠ ꯇꯧꯔꯕ ꯕ꯭ꯔꯦꯗ ꯑꯗꯨ ꯍꯦꯟꯅ ꯄꯥꯝꯂꯕꯗꯤ ꯅꯍꯥꯛꯅ ꯁ꯭ꯂꯥꯏꯁꯁꯤꯡ ꯑꯗꯨ ꯃꯤꯅꯠ ꯈꯔꯒꯤ ꯑꯣꯏꯅ ꯇꯣꯁ꯭ꯠ ꯇꯧꯕꯥ ꯌꯥꯏ ꯫ ꯃꯈꯣꯏꯗꯨ ꯀꯨꯄꯁꯤꯜꯂꯕ ꯑꯃꯁꯨꯡ ꯁꯅꯥ-ꯂꯨꯄꯥ ꯑꯣꯏꯔꯛꯄ ꯐꯥꯎꯕꯥ ꯃꯅꯥ-ꯃꯁꯤꯡ ꯁꯟꯗꯣꯛꯎ: ꯕꯠꯇꯔ ꯈꯣꯡꯎꯞ ꯑꯃ ꯂꯧꯗꯨꯅ ꯕ꯭ꯔꯦꯗꯀꯤ ꯁꯔꯨꯛ ꯑꯃꯒꯤ ꯃꯊꯛꯇ ꯃꯅꯥ-ꯃꯁꯤꯡꯒꯤ ꯃꯌꯥꯏ ꯑꯃ ꯌꯥꯝꯅ ꯊꯥꯎ꯫ ꯅꯍꯥꯛꯀꯤ ꯄꯔꯁꯣꯅꯦꯜ ꯇꯦꯁ꯭ꯇꯇ ꯌꯨꯝꯐꯝ ꯑꯣꯏꯗꯨꯅ ꯃꯅꯥ-ꯃꯁꯤꯡꯒꯤ ꯆꯥꯡ ꯑꯗꯨ ꯍꯟꯖꯤꯟ ꯍꯟꯖꯤꯟ ꯇꯧꯕ ꯌꯥꯏ꯫ ꯆꯦꯡ ꯍꯥꯄꯆꯤꯜꯂꯨ: ꯆꯦꯡ ꯑꯗꯨ ꯌꯥꯔꯤꯕꯃꯈꯩ ꯊꯨꯅ ꯌꯥꯡꯅ ꯄꯥꯏꯈꯠꯂꯒ ꯃꯅꯥ-ꯃꯁꯤꯡꯒꯤ ꯃꯊꯛꯇ ꯊꯝꯃꯨ꯫ ꯀꯔꯤꯒꯨꯝꯕ ꯅꯍꯥꯛꯅ ꯆꯦꯡ ꯁꯦꯟꯗꯋꯤꯁ ꯑꯃ ꯄꯥꯝꯂꯕꯗꯤ ꯅꯍꯥꯛꯅ ꯆꯦꯡꯒ ꯂꯣꯏꯅꯅ ꯕ꯭ꯔꯦꯗ ꯑꯗꯨ ꯇꯣꯁ꯭ꯇꯔ ꯑꯣꯚꯟꯗ ꯅꯠꯇ꯭ꯔꯒ ꯒ꯭ꯔꯤꯜꯒꯤ ꯃꯈꯥꯗ ꯃꯤꯅꯠ ꯈꯔꯒꯤ ꯑꯣꯏꯅ ꯆꯦꯡ ꯑꯗꯨ ꯇꯔꯨ-ꯇꯅꯥꯟꯅ ꯊꯝꯖꯟꯕꯁꯨ ꯌꯥꯏ꯫ ꯂꯦꯇꯆ ꯑꯗꯨ ꯍꯥꯄꯆꯤꯜꯂꯨ: ꯂꯦꯇꯆꯒꯤ ꯃꯅꯥ-ꯃꯁꯤꯡ ꯈꯔꯥ ꯂꯧꯊꯣꯛꯎ ꯑꯃꯁꯨꯡ ꯃꯈꯣꯏꯗꯨ ꯆꯦꯡꯒꯤ ꯃꯊꯛꯇ ꯂꯦꯌꯥꯔ ꯇꯧ꯫ ꯃꯇꯝ ꯑꯁꯤꯗ ꯅꯍꯥꯛꯅ ꯄꯥꯝꯂꯤꯕ ꯑꯍꯦꯟꯕ ꯇꯣꯄꯤꯡ ꯑꯃꯍꯦꯛꯇꯕꯨꯁꯨ ꯍꯥꯄꯆꯤꯟꯕ ꯌꯥꯏ꯫ ꯃꯈꯣꯏ ꯑꯗꯨꯗꯤ ꯊꯥꯎ ꯊꯣꯛꯄ ꯃꯅꯥ-ꯃꯁꯤꯡ ꯅꯠꯇ꯭ꯔꯒ ꯎꯍꯩ-ꯋꯥꯍꯩꯁꯤꯡꯅꯤ꯫ ꯁꯦꯟꯗꯋꯤꯁ ꯑꯗꯨ ꯊꯤꯡꯖꯤꯜꯂꯨ: ꯑꯅꯤꯁꯨꯕꯥ ꯕ꯭ꯔꯦꯗ ꯑꯗꯨ ꯂꯦꯇꯆꯔꯒꯤ ꯃꯊꯛꯇ ꯊꯝꯃꯨ ꯃꯗꯨ ꯁꯨꯡꯕ ꯃꯐꯝ ꯑꯗꯨ ꯃꯊꯛꯇ ꯊꯝꯃꯨ꯫ ꯁꯦꯟꯗꯂꯋꯨꯗ ꯑꯗꯨ ꯁꯤꯜ ꯇꯧꯅꯕꯥ ꯇꯞꯅꯥ ꯇꯞꯅꯥ ꯊꯤꯡꯖꯤꯜꯂꯨ꯫ ꯄꯤꯖꯕꯤꯌꯨ ꯑꯃꯁꯨꯡ ꯅꯨꯡꯉꯥꯏꯕꯤꯌꯨ: ꯀꯔꯤꯒꯨꯝꯕꯥ ꯄꯥꯝꯂꯕꯗꯤ ꯁꯦꯟꯗꯂꯋꯨꯗ ꯑꯗꯨ ꯁꯔꯨꯛ ꯑꯅꯤ ꯊꯣꯛꯅꯥ ꯀꯥꯄꯁꯤꯜꯂꯨ, ꯑꯃꯁꯨꯡ ꯈꯨꯗꯛꯇ ꯄꯤꯖꯕꯤꯌꯨ꯫